ꯏꯖꯤꯞꯇꯀꯤ ꯑꯃꯁꯨꯡ ꯃꯦꯁꯣꯄꯣꯇꯦꯃꯤꯌꯥꯒꯤ ꯁꯤꯚꯤꯂꯥꯏꯖꯦꯁꯟꯁꯤꯡ꯫ ꯏꯖꯤꯞꯇꯀꯤ ꯑꯃꯁꯨꯡ ꯃꯦꯁꯣꯄꯣꯇꯦꯃꯤꯌꯥꯒꯤ ꯁꯤꯚꯤꯂꯥꯏꯖꯦꯁꯟ ꯑꯁꯤ ꯃꯤꯑꯣꯏꯕꯒꯤ ꯄꯨꯋꯥꯔꯤꯗꯥ ꯈ꯭ꯋꯥꯏꯗꯒꯤ ꯑꯍꯥꯟꯕ ꯁꯤꯚꯤꯂꯥꯏꯖꯦꯁꯟ ꯑꯅꯤꯒꯤ꯫ ꯍꯥꯏꯔꯤꯕ ꯁꯤꯚꯤꯂꯥꯏꯖꯦꯁꯟ ꯑꯅꯤ ꯑꯁꯤ ꯍꯧꯖꯤꯛ ꯃꯤꯗꯜ ꯏꯁ꯭ꯠ ꯑꯃꯁꯨꯡ ꯅꯣꯔꯊ ꯑꯥꯐ꯭ꯔꯤꯀꯥ ꯍꯥꯏꯅꯥ ꯈꯪꯅꯕ ꯂꯗꯝꯒꯤ ꯃꯅꯥꯛꯇ ꯆꯥꯎꯈꯠꯂꯛꯈꯤ, ꯑꯗꯨꯒ ꯃꯦꯁꯣꯄꯣꯇꯦꯃꯤꯌꯥꯅ ꯇꯤꯒ꯭ꯔꯤꯁ ꯑꯃꯁꯨꯡ ꯏꯎꯐ꯭ꯔꯦꯇꯤꯁ ꯇꯨꯔꯦꯜꯒꯤ ꯃꯔꯛꯇꯥ ꯂꯩꯕ ꯃꯍꯩ-ꯃꯔꯣꯡ ꯊꯥꯕ ꯂꯝꯗꯝꯗ ꯆꯥꯎꯈꯠꯂꯛꯈꯤ꯫ ꯁꯤꯚꯤꯂꯥꯏꯖꯦꯁꯟ ꯑꯅꯤ ꯑꯁꯤꯒꯤ ꯃꯔꯛꯇ ꯂꯩꯔꯤꯕ ꯃꯥꯟꯅꯕꯥ ꯑꯃꯗꯤ ꯃꯈꯣꯏꯅꯥ ꯂꯧꯎ-ꯁꯤꯡꯎꯒꯤꯗꯃꯛꯇ ꯇꯨꯔꯦꯜꯒꯤ ꯁꯤꯁ꯭ꯇꯦꯝꯁꯤꯡ ꯁꯤꯖꯤꯟꯅꯕꯅꯤ꯫ ꯂꯝꯗꯝ ꯑꯅꯤꯃꯛꯅ ꯃꯈꯣꯏꯒꯤ ꯍꯤꯡꯅꯕꯒꯤꯗꯃꯛ ꯂꯧꯎ-ꯁꯤꯡꯎ ꯑꯃꯁꯨꯡ ꯏꯁꯤꯡ ꯄꯤꯕꯗꯥ ꯌꯥꯝꯅ ꯊꯥꯖꯕ ꯊꯝꯈꯤ꯫ ꯅꯥꯏꯜ ꯇꯨꯔꯦꯜꯒ ꯂꯣꯏꯅꯅꯥ ꯇꯤꯒ꯭ꯔꯤꯁ ꯑꯃꯁꯨꯡ ꯏꯎꯐ꯭ꯔꯦꯇꯁ ꯇꯨꯔꯦꯜꯁꯤꯡꯅ ꯃꯍꯩ-ꯃꯔꯣꯡꯁꯤꯡꯒꯤꯗꯃꯛꯇꯥ ꯃꯍꯩ-ꯃꯔꯣꯡ ꯊꯥꯕ ꯌꯥꯕ ꯂꯝ ꯑꯃꯁꯨꯡ ꯏꯁꯤꯡ ꯄꯤꯕꯒꯤ ꯁꯤꯁ꯭ꯇꯦꯝꯁꯤꯡꯒꯤꯗꯃꯛꯇ ꯂꯦꯞꯄꯥ ꯂꯩꯇꯅꯥ ꯏꯁꯤꯡꯒꯤ ꯁꯣꯔꯁ ꯑꯃ ꯄꯤꯈꯤ꯫ ꯃꯁꯤꯅ ꯀꯝꯄꯂꯦꯛꯁ ꯍꯥꯏꯔꯩꯀꯤꯛ ꯁꯤꯁ꯭ꯇꯦꯝꯁꯤꯡ ꯑꯃꯁꯨꯡ ꯑꯣꯔꯒꯅꯥꯏꯖ ꯇꯧꯔꯕꯥ ꯙꯔꯝꯃ ꯂꯩꯕ ꯑꯆꯧꯕ, ꯑꯣꯔꯒꯅꯥꯏꯖ ꯇꯧꯔꯕꯥ ꯈꯨꯟꯅꯥꯏꯁꯤꯡ ꯁꯦꯝꯒꯠꯈꯤ꯫ ꯙꯔꯝꯃꯒꯤ ꯃꯇꯥꯡꯗ ꯏꯖꯤꯞꯇꯀꯤ ꯑꯃꯁꯨꯡ ꯃꯦꯁꯣꯄꯣꯇꯦꯃꯤꯌꯥ ꯑꯅꯤꯃꯛ ꯄꯣꯂꯤꯇꯤꯁ꯭ꯇꯤꯛ ꯑꯣꯏꯔꯝꯃꯤ, ꯍꯥꯏꯕꯗꯤ ꯃꯈꯣꯏꯅ ꯃꯁꯤꯡ ꯌꯥꯝꯂꯕꯥ ꯏꯁ꯭ꯕꯔ ꯑꯃꯁꯨꯡ ꯏꯁ꯭ꯕꯔꯁꯤꯡꯕꯨ ꯅꯤꯡꯖꯔꯝꯃꯤ꯫ ꯃꯈꯣꯏ ꯑꯅꯤꯃꯛꯅꯥ ꯃꯇꯨꯡꯒꯤ ꯄꯨꯟꯁꯤ ꯑꯃꯁꯨ ꯊꯥꯖꯔꯝꯃꯤ ꯑꯃꯁꯨꯡ ꯌꯥꯝꯅ ꯀꯨꯞꯅꯥ ꯌꯦꯡꯁꯤꯟꯕꯒꯤ ꯆꯠꯅꯕꯤ ꯑꯃꯁꯨꯡ ꯆꯠꯅꯕꯤ ꯂꯩꯔꯝꯃꯤ꯫ ꯑꯗꯨꯕꯨ ꯃꯈꯣꯏꯒꯤ ꯙꯔꯝꯃꯒꯤ ꯆꯠꯅꯕꯤꯁꯤꯡꯗꯤ ꯈꯔꯥ ꯈꯦꯠꯅꯔꯝꯃꯤ꯫ ꯏꯖꯤꯞꯇꯀꯤ ꯃꯤꯌꯥꯝꯅꯥ ꯁꯤꯔꯕꯥ ꯃꯇꯨꯡꯗꯥ ꯊꯋꯥꯏꯅ ꯆꯠꯀꯗꯕꯥ ꯄꯦꯔꯥꯗꯥꯏꯁꯒꯨꯝꯕꯥ ꯃꯐꯝ ꯑꯃ ꯑꯣꯏꯔꯤꯕ "ꯐꯤꯜꯗ ꯑꯣꯐ ꯔꯤꯗꯁ" ꯍꯥꯏꯅ ꯋꯥ ꯈꯜꯂꯣꯟ ꯑꯁꯤꯕꯨ ꯊꯥꯖꯗꯨꯅꯥ ꯃꯇꯨꯡꯒꯤ ꯄꯨꯟꯁꯤꯒꯤ ꯃꯇꯥꯡꯗ ꯍꯦꯟꯅꯥ ꯄꯣꯖꯤꯇꯤꯕ ꯑꯣꯏꯕ ꯃꯤꯠꯌꯦꯡ ꯑꯃ ꯂꯩꯔꯝꯃꯤ꯫ ꯃꯥꯏꯀꯩ ꯑꯃꯔꯣꯝꯗ ꯃꯦꯁꯣꯄꯣꯇꯦꯃꯤꯌꯥꯒꯤ ꯃꯤꯌꯥꯝꯅ ꯍꯦꯟꯅꯥ ꯅꯨꯡꯉꯥꯏꯇꯕꯥ ꯃꯤꯠꯌꯦꯡ ꯑꯃ ꯊꯝꯈꯤ, ꯃꯈꯣꯏꯅ ꯊꯥꯖꯈꯤ ꯃꯗꯨꯗꯤ ꯃꯇꯨꯡꯒꯤ ꯄꯨꯟꯁꯤ ꯑꯁꯤ ꯑꯃꯝꯕꯥ ꯑꯃꯁꯨꯡ ꯅꯨꯡꯉꯥꯏꯇꯕꯥ ꯑꯟꯗꯔꯋꯔꯜꯗ ꯑꯃꯅꯤ꯫ ꯁꯤꯚꯤꯂꯥꯏꯖꯦꯁꯟ ꯑꯅꯤꯒꯤ ꯃꯔꯛꯇꯥ ꯂꯩꯔꯤꯕꯥ ꯑꯇꯣꯞꯄꯥ ꯈꯦꯟꯅꯕꯥ ꯑꯃꯗꯤ ꯃꯈꯣꯏꯒꯤ ꯔꯥꯖꯅꯤꯇꯤꯒꯤ ꯑꯣꯏꯕ ꯑꯣꯔꯒꯅꯥꯏꯖꯦꯁꯟ ꯑꯗꯨꯅꯤ꯫ ꯏꯖꯤꯞꯇꯀꯤ ꯃꯤꯁꯤꯡꯕꯨ ꯏꯁ꯭ꯕꯔꯒꯤ ꯅꯤꯡꯊꯧ ꯑꯃ ꯑꯣꯏꯅ ꯂꯧꯅꯔꯝꯕ ꯑꯃꯁꯨꯡ ꯂꯝ ꯑꯃꯁꯨꯡ ꯃꯁꯤꯒꯤ ꯃꯤꯌꯥꯝꯒꯤ ꯃꯊꯛꯇ ꯃꯄꯨꯡ ꯐꯥꯅ ꯁꯛꯇꯤ ꯂꯩꯕ ꯐꯔꯣꯟ ꯑꯃ ꯁꯥꯁꯟ ꯇꯧꯔꯝꯃꯤ꯫ ꯃꯥꯏꯀꯩ ꯑꯃꯔꯣꯝꯗꯥ ꯃꯦꯁꯣꯄꯣꯇꯦꯃꯤꯌꯥ ꯑꯁꯤ ꯃꯈꯣꯏꯒꯤ ꯃꯁꯥꯒꯤ ꯁꯥꯁꯟ ꯇꯧꯔꯤꯕ ꯁꯍꯔ-ꯔꯥꯖ꯭ꯌꯁꯤꯡꯅ ꯁꯦꯝꯈꯤꯕꯅꯤ꯫ ꯍꯥꯏꯔꯤꯕꯥ ꯁꯥꯁꯟ ꯇꯧꯔꯤꯕꯁꯤꯡ ꯑꯁꯤ ꯗꯤꯚꯥꯏꯟ ꯑꯣꯏꯅ ꯂꯧꯅꯔꯝꯃꯤ ꯑꯃꯁꯨꯡ ꯁꯛꯇꯤ ꯑꯁꯤ ꯍꯦꯟꯅ ꯗꯤꯁꯦꯟꯇꯔꯦꯂꯥꯏꯖ ꯇꯧꯔꯝꯃꯤ꯫ ꯂꯣꯏꯁꯤꯜꯂ ꯂꯣꯏꯁꯤꯜꯂꯛꯄꯗꯥ, ꯏꯖꯤꯞꯇꯀꯤ ꯑꯃꯁꯨꯡ ꯃꯦꯁꯣꯄꯣꯇꯦꯃꯤꯌꯥꯒꯤ ꯁꯤꯚꯤꯂꯥꯏꯖꯦꯁꯟꯁꯤꯡꯗꯥ ꯃꯥꯟꯅꯕ ꯀꯌꯥ ꯂꯩꯔꯝꯃꯤ, ꯃꯗꯨꯒꯤ ꯃꯅꯨꯡꯗꯥ ꯃꯈꯣꯏꯅ ꯂꯧꯎ-ꯁꯤꯡꯎꯒꯤꯗꯃꯛꯇꯥ ꯇꯨꯔꯦꯜꯒꯤ ꯁꯤꯁ꯭ꯇꯦꯝꯁꯤꯡ ꯁꯤꯖꯤꯟꯅꯕꯥ ꯑꯃꯁꯨꯡ ꯃꯈꯣꯏꯒꯤ ꯄꯣꯂꯤꯇꯤꯁ꯭ꯇꯤꯛ ꯊꯥꯖꯕꯁꯤꯡ ꯌꯥꯎꯔꯤ꯫ ꯑꯗꯨꯝ ꯑꯣꯏꯅꯃꯛ ꯃꯈꯣꯏꯒꯤ ꯇꯣꯞ ꯇꯣꯞꯄꯥ ꯈꯦꯟꯅꯕꯥ ꯑꯃꯁꯨ ꯂꯩꯔꯝꯃꯤ, ꯃꯔꯨ ꯑꯣꯏꯅ ꯃꯈꯣꯏꯒꯤ ꯃꯇꯨꯡꯒꯤ ꯄꯨꯟꯁꯤ ꯑꯃꯁꯨꯡ ꯃꯈꯣꯏꯒꯤ ꯔꯥꯖꯅꯤꯇꯤꯒꯤ ꯑꯣꯏꯕ ꯑꯣꯔꯒꯥꯅꯥꯏꯖꯦꯁꯟꯒꯤ ꯃꯇꯥꯡꯗ꯫ ꯄ꯭ꯂꯥꯁ꯭ꯇꯤꯛ ꯑꯃꯣꯠꯄꯁꯤꯡꯅꯥ ꯑꯀꯣꯌꯔꯣꯅꯗꯥ ꯄꯤꯔꯤꯕꯥ ꯁꯥꯐꯨꯒꯤ ꯃꯇꯥꯡꯗꯥ ꯁꯣꯔꯁ ꯑꯍꯨꯝ ꯄꯅꯕꯤꯌꯨ꯫ ꯅꯦꯁ꯭ꯅꯦꯜ ꯖꯤꯑꯣꯒ꯭ꯔꯥꯐꯤꯛ "ꯄ꯭ꯂꯥꯁ꯭ꯇꯤꯛ ꯄꯣꯂꯨꯁꯟ ꯑꯁꯤ ꯄ꯭ꯂꯥꯅꯦꯠ ꯑꯁꯤꯒꯤ ꯀꯣꯅꯨꯡ ꯈꯨꯗꯤꯡꯗꯥ ꯁꯟꯗꯣꯛꯂꯤ" (ꯐꯦꯕ꯭ꯔꯨꯋꯥꯔꯤ ꯄ꯭ꯂꯥꯁ꯭ꯇꯤꯛ ꯄꯣꯂꯨꯁꯉꯤ ꯑꯆꯧꯕꯥ ꯏꯝꯄꯦꯛꯇꯁꯤꯡꯒꯤ ꯃꯇꯥꯡꯗꯥ ꯑꯄꯨꯅꯕꯥ ꯑꯥꯔꯇꯤꯀꯜ ꯑꯃꯥ, ꯃꯁꯤꯗꯥ ꯃꯁꯤꯅꯥ ꯂꯃꯂꯛꯀꯤ ꯁꯥ-ꯎꯆꯦꯀꯁꯤꯡ, ꯈꯨꯟꯅꯥꯏꯁꯤꯡ ꯑꯃꯁꯨꯡ ꯑꯀꯣꯌꯕꯒꯤ ꯐꯤꯕꯃꯗꯥ ꯄꯤꯔꯤꯕꯥ ꯁꯥꯐꯨꯁꯤꯡ ꯌꯥꯑꯣꯔꯤ꯫